ꯕꯤꯖꯤꯅꯦꯁ ꯑꯃꯅ ꯂꯧꯒꯗꯕ ꯀꯁ꯭ꯇꯃꯔ ꯁꯔꯚꯤꯁ ꯁ꯭ꯇꯔꯥꯇꯦꯖꯤ ꯑꯗꯨ ꯈꯪꯗꯣꯛꯎ꯫ ꯕꯤꯖꯤꯅꯦꯁ ꯑꯃꯒꯤ ꯀꯁ꯭ꯇꯃꯔ ꯁꯔꯚꯤꯁ ꯁ꯭ꯇꯔꯥꯇꯦꯖꯤꯗꯥ ꯀꯁ꯭ꯇꯃꯔꯁꯤꯡꯅꯥ ꯄꯣꯖꯤꯇꯤꯚ ꯑꯣꯏꯕꯥ ꯏꯟꯇꯔꯦꯛꯁꯟꯁꯤꯡ ꯑꯃꯁꯨꯡ ꯑꯦꯛꯁꯄꯤꯔꯤꯑꯦꯟꯁꯁꯤꯡ ꯁꯣꯏꯗꯅꯥ ꯂꯩꯍꯟꯅꯕꯥ ꯃꯔꯨꯑꯣꯏꯕꯥ ꯀꯝꯄꯣꯅꯦꯟꯇ ꯀꯌꯥ ꯌꯥꯎꯍꯟꯒꯗꯕꯅꯤ꯫ ꯀꯝꯄꯣꯅꯦꯟꯇꯁꯤꯡ ꯑꯁꯤꯒꯤ ꯃꯅꯨꯡꯗꯥ ꯃꯈꯥꯗꯥ ꯄꯤꯔꯤꯕꯁꯤꯡ ꯑꯁꯤ ꯌꯥꯎꯕꯥ ꯌꯥꯏ: ꯄꯔꯁꯣꯅꯦꯂꯥꯏꯖꯦꯁꯟ: ꯀꯁ꯭ꯇꯃꯔ ꯈꯨꯗꯤꯡꯃꯛꯄꯨ ꯃꯤꯑꯣꯏ ꯑꯃꯒꯨꯝꯅꯥ ꯂꯧꯒꯗꯕꯅꯤ, ꯃꯁꯤꯗꯥ ꯕꯤꯖꯤꯅꯦꯁ ꯑꯗꯨꯅꯥ ꯃꯈꯣꯏꯒꯤ ꯄꯦꯇꯔꯣꯅꯦꯖꯕꯨ ꯃꯃꯜ ꯌꯥꯝꯅ ꯂꯧꯏ ꯑꯃꯁꯨꯡ ꯊꯥꯒꯠꯂꯤ ꯍꯥꯏꯕ ꯎꯠꯄꯥ ꯄꯔꯁꯣꯅꯦꯂꯥꯏꯖ ꯇꯧꯔꯕ ꯏꯟꯇꯔꯦꯛꯁꯅꯁꯤꯡꯒꯥ ꯂꯣꯏꯅꯅ ꯂꯧꯒꯗꯕꯅꯤ꯫ ꯀꯁ꯭ꯇꯃꯔ ꯁꯔꯚꯤꯁꯀꯤ ꯃꯤꯍꯨꯠꯁꯤꯡꯅꯥ ꯀꯁ꯭ꯇꯃꯔ ꯑꯗꯨꯕꯨ ꯇꯥꯕꯥ ꯑꯃꯁꯨꯡ ꯂꯧꯁꯤꯟꯕꯥ ꯉꯝꯅꯕꯥ ꯏꯝꯄꯥꯊꯤ, ꯑꯦꯛꯇꯤꯕ ꯑꯣꯏꯅꯥ ꯇꯥꯕꯥ, ꯑꯃꯁꯨꯡ ꯔꯦꯞ ꯕꯤꯜꯗꯤꯡ ꯁꯤꯖꯤꯟꯅꯒꯗꯕꯅꯤ꯫ ꯔꯦꯁꯄꯣꯟꯁꯤꯕꯅꯦꯁ: ꯀꯁ꯭ꯇꯃꯔꯁꯤꯡꯒꯤ ꯋꯥꯍꯪꯁꯤꯡ ꯑꯃꯁꯨꯡ ꯑꯋꯥꯕꯁꯤꯡꯗꯥ ꯊꯨꯅꯥ ꯑꯃꯁꯨꯡ ꯌꯥꯝꯅꯥ ꯊꯨꯅꯥ ꯄꯥꯎꯈꯨꯝ ꯄꯤꯕꯥ ꯑꯁꯤ ꯌꯥꯝꯅꯥ ꯃꯔꯨꯑꯣꯏ꯫ ꯕꯤꯖꯤꯅꯦꯁ ꯑꯃꯅꯥ ꯀꯁ꯭ꯇꯃꯔ ꯁꯄꯣꯔꯇꯀꯤꯗꯃꯛꯇꯥ ꯏꯃꯦꯜ, ꯐꯣꯟ, ꯂꯥꯏꯐ ꯆꯥꯠ, ꯑꯃꯁꯨꯡ ꯁꯣꯁꯤꯑꯦꯜ ꯃꯤꯗꯤꯌꯥ ꯌꯥꯎꯅ ꯃꯁꯤꯡ ꯌꯥꯝꯂꯕꯥ ꯆꯦꯅꯦꯜꯁꯤꯡ ꯂꯩꯒꯗꯕꯅꯤ꯫ ꯀꯁ꯭ꯇꯃꯔꯁꯤꯡꯅꯥ ꯁꯄꯣꯔꯇꯀꯤꯗꯃꯛꯇꯥ ꯌꯧꯕꯥ ꯉꯝꯒꯗꯕꯅꯤ ꯑꯃꯁꯨꯡ ꯑꯊꯨꯕꯥ ꯑꯃꯁꯨꯡ ꯃꯇꯦꯡ ꯄꯥꯡꯒꯗꯕꯥ ꯄꯥꯎꯈꯨꯝꯁꯤꯡ ꯐꯪꯒꯗꯕꯅꯤ꯫ ꯄ꯭ꯔꯣꯑꯦꯛꯇꯤꯚ ꯀꯝꯝꯌꯨꯅꯤꯀꯦꯁꯟ: ꯀꯁ꯭ꯇꯃꯔ ꯁꯔꯚꯤꯁ ꯁ꯭ꯇꯔꯥꯇꯦꯖꯤ ꯑꯃꯗꯥ ꯀꯁ꯭ꯇꯃꯔꯁꯤꯡꯗꯥ ꯑꯅꯧꯕꯥ ꯄ꯭ꯔꯗꯛꯇꯁꯤꯡ, ꯁꯔꯚꯤꯁꯁꯤꯡ ꯅꯠꯇꯔꯒꯥ ꯍꯧꯖꯤꯛ ꯂꯩꯔꯤꯕꯥ ꯑꯣꯐꯔꯁꯤꯡꯗꯥ ꯑꯍꯣꯡꯕꯥ ꯂꯥꯛꯄꯒꯤ ꯃꯇꯥꯡꯗꯥ ꯈꯪꯍꯟꯕꯥ ꯉꯝꯕꯥ ꯄ꯭ꯔꯣꯑꯦꯛꯇꯤꯚ ꯀꯃꯨꯅꯤꯀꯦꯁꯟꯁꯨ ꯌꯥꯎꯍꯟꯒꯗꯕꯅꯤ꯫ ꯁꯣꯁꯤꯑꯦꯜ ꯃꯤꯗꯤꯌꯥꯗꯥ ꯆꯥꯡ ꯅꯥꯏꯅꯥ ꯄꯥꯎ-ꯆꯦ ꯅꯠꯇꯔꯒꯥ ꯑꯄꯗꯦꯠꯁꯤꯡꯅꯥ ꯀꯁ꯭ꯇꯃꯔꯁꯤꯡꯒꯤ ꯂꯣꯏꯅꯕꯤ ꯁꯦꯝꯒꯠꯄꯥ ꯉꯝꯒꯅꯤ ꯑꯃꯁꯨꯡ ꯕꯤꯖꯤꯅꯦꯁꯅꯥ ꯃꯈꯣꯏꯒꯤ ꯃꯔꯤ ꯑꯗꯨ ꯃꯃꯜ ꯌꯥꯝꯅꯥ ꯂꯧꯏ ꯍꯥꯏꯕꯥ ꯎꯠꯄꯥ ꯉꯝꯒꯅꯤ꯫ ꯁꯛꯇꯤ ꯄꯤꯕꯥ: ꯐ꯭ꯔꯟꯇꯂꯥꯏꯟ ꯀꯁ꯭ꯇꯃꯔ ꯁꯔꯕꯤꯁꯀꯤ ꯃꯤꯍꯨꯠꯁꯤꯡꯗꯥ ꯏꯁꯨꯁꯤꯡ ꯂꯣꯏꯁꯤꯟꯅꯕꯥ ꯑꯃꯁꯨꯡ ꯋꯥꯀꯠꯁꯤꯡ ꯌꯥꯝꯅꯥ ꯊꯨꯅꯥ ꯑꯃꯁꯨꯡ ꯌꯥꯝꯅꯥ ꯅꯨꯡꯉꯥꯏꯕꯥ ꯃꯑꯣꯡꯗꯥ ꯂꯣꯏꯁꯤꯟꯅꯕꯥ ꯁꯛꯇꯤ ꯄꯤꯒꯗꯕꯅꯤ꯫ ꯑꯌꯥꯝꯕꯥ ꯃꯇꯝꯗꯥ, ꯏꯝꯄꯂꯣꯌꯤꯁꯤꯡꯗꯥ ꯃꯈꯣꯏꯒꯤ ꯋꯥꯔꯦꯞ ꯂꯧꯕꯗꯥ ꯍꯦꯟꯅꯥ ꯑꯣꯇꯣꯅꯣꯃꯤ ꯄꯤꯕꯅꯥ ꯌꯥꯡꯅꯥ ꯔꯤꯖꯣꯜꯌꯨꯁꯟ ꯇꯧꯕꯥ ꯑꯃꯁꯨꯡ ꯀꯁ꯭ꯇꯃꯔꯁꯤꯡꯅꯥ ꯍꯦꯟꯅꯥ ꯅꯨꯡꯉꯥꯏꯕꯥ ꯄꯣꯛꯍꯟꯕꯥ ꯉꯝꯃꯤ꯫ ꯃꯦꯇꯔꯤꯛ ꯑꯃꯁꯨꯡ ꯐꯤꯗꯕꯦꯛ: ꯕꯤꯖꯤꯅꯦꯁ ꯑꯃꯅꯥ ꯀꯁ꯭ꯇꯃꯔꯁꯤꯡꯗꯒꯤ ꯐꯤꯗꯕꯦꯛ ꯆꯥꯡ ꯅꯥꯏꯅꯥ ꯂꯧꯒꯗꯕꯅꯤ ꯑꯃꯁꯨꯡ ꯃꯔꯨ ꯑꯣꯏꯕꯥ ꯃꯦꯠꯔꯤꯀꯁꯤꯡ, ꯈꯨꯗꯝ ꯑꯣꯏꯅꯥ ꯀꯁ꯭ꯇꯃꯔ ꯁꯦꯇꯤꯁꯐꯦꯛꯁꯟ ꯑꯃꯁꯨꯡ ꯍꯟꯖꯤꯟ ꯍꯟꯖꯤꯟ ꯕꯤꯖꯤꯅꯦꯁ ꯑꯁꯤ ꯃꯥꯄꯜꯅꯤ꯫ ꯏꯟꯐꯣꯔꯃꯦꯁꯟ ꯑꯁꯤ ꯁꯔꯚꯤꯁꯇꯥ ꯂꯦꯞꯇꯅꯥ ꯑꯍꯣꯡꯕꯥ ꯄꯨꯔꯛꯅꯕꯥ ꯑꯃꯁꯨꯡ ꯀꯁ꯭ꯇꯃꯔ ꯁꯔꯚꯤꯁ ꯁ꯭ꯇꯔꯥꯇꯦꯖꯤ ꯑꯁꯤ ꯏꯐꯦꯛꯇꯤꯚ ꯑꯣꯏꯍꯟꯅꯕꯥ ꯁꯤꯖꯤꯟꯅꯕꯥ ꯌꯥꯏ꯫ ꯑꯄꯨꯅꯕꯥ ꯑꯣꯏꯅꯥ, ꯀꯁ꯭ꯇꯃꯔ ꯁꯔꯚꯤꯁ ꯁ꯭ꯇꯔꯥꯇꯦꯖꯤ ꯑꯃꯅꯥ ꯀꯁ꯭ꯇꯃꯔꯁꯤꯡꯒꯥ ꯄꯣꯖꯤꯇꯤꯚ ꯑꯣꯏꯕꯥ ꯃꯔꯤ ꯁꯦꯝꯒꯠꯄꯗꯥ ꯃꯤꯠꯌꯦꯡ ꯊꯝꯒꯗꯕꯅꯤ ꯑꯃꯁꯨꯡ ꯃꯈꯣꯏꯒꯤ ꯗꯔꯀꯥꯔ ꯑꯣꯏꯕꯁꯤꯡ ꯑꯃꯁꯨꯡ ꯑꯋꯥꯕꯁꯤꯡ ꯑꯗꯨ ꯈꯨꯗꯛꯇꯥ ꯑꯃꯁꯨꯡ ꯏꯐꯦꯛꯇꯤꯚ ꯑꯣꯏꯅꯥ ꯁꯣꯏꯗꯅꯥ ꯐꯪꯍꯟꯒꯗꯕꯅꯤ꯫ ꯀꯁ꯭ꯇꯃꯔ ꯁꯦꯇꯤꯁꯐꯦꯛꯁꯟꯗꯥ ꯑꯀꯟꯕꯥ ꯃꯤꯠꯌꯦꯡ ꯊꯝꯕꯅꯥ ꯂꯣꯏꯅꯕꯤ ꯁꯦꯝꯒꯠꯄꯗꯥ ꯑꯃꯁꯨꯡ ꯍꯟꯖꯤꯟ ꯍꯟꯖꯤꯟ ꯕꯤꯖꯤꯅꯦꯁ ꯍꯦꯟꯒꯠꯍꯟꯕꯗꯥ ꯃꯇꯦꯡ ꯄꯥꯡꯒꯅꯤ꯫ ꯃꯈꯥꯗꯥ ꯄꯤꯔꯤꯕꯥ ꯋꯥꯐꯝ ꯑꯁꯤ ꯋꯥꯐꯝ ꯑꯃꯥ ꯅꯠꯇꯔꯒꯥ ꯋꯥꯈꯜꯂꯣꯟ ꯑꯃꯥ ꯑꯣꯏꯔꯕꯗꯤ ꯈꯪꯗꯣꯛꯎ꯫ "ꯐꯦꯛꯇ" ꯅꯠꯔꯒꯥ "ꯑꯣꯄꯤꯅꯤꯌꯟ" ꯑꯥꯎꯠꯄꯨꯠ ꯇꯧꯕꯥ꯫ ꯍꯛꯆꯥꯡ ꯐꯅꯥ ꯆꯥꯕꯥ ꯍꯥꯏꯕꯁꯤ ꯍꯛꯁꯦꯜ ꯐꯕꯥ ꯄꯨꯟꯁꯤ ꯃꯍꯤꯡ ꯑꯃꯒꯤ ꯃꯔꯨꯑꯣꯏꯕꯥ ꯁꯔꯨꯛ ꯑꯃꯅꯤ꯫